ꯁ꯭ꯄꯦꯁ ꯑꯦꯛꯁꯄ꯭ꯂꯣꯔꯦꯁꯟꯒꯤ ꯃꯇꯥꯡꯗ ꯁꯤꯃꯨꯂꯦꯁꯟ ꯒꯦꯝ ꯑꯃ ꯁꯦꯝꯃꯨ꯫ "ꯒꯦꯂꯦꯛꯇꯤꯛ ꯑꯦꯛꯁꯄꯤꯗꯤꯁꯟ" ꯑꯔꯣꯏꯕ ꯁ꯭ꯄꯦꯁ ꯑꯦꯛꯁꯄ꯭ꯂꯣꯔꯦꯁꯟ ꯁꯤꯃꯨꯂꯦꯁꯟ ꯒꯦꯝ ꯑꯁꯤꯗ ꯇꯔꯥꯝꯅꯥ ꯑꯣꯛꯆꯔꯤ꯫ ꯒꯦꯝ ꯑꯁꯤꯗ ꯅꯍꯥꯛ ꯑꯁꯤ ꯄꯥꯛ ꯆꯥꯎꯔꯕ ꯌꯨꯅꯤꯚꯔꯁ ꯑꯁꯤ ꯊꯤꯖꯤꯜꯂꯤꯕ ꯑꯦꯁꯇ꯭ꯔꯣꯅꯣꯠ ꯑꯃꯅꯤ꯫ ꯑꯗꯣꯝꯒꯤ ꯃꯤꯁꯟ ꯑꯁꯤ ꯑꯅꯧꯕ ꯒ꯭ꯔꯍꯁꯤꯡ ꯊꯤꯗꯣꯛꯄ ꯃꯃꯜ ꯌꯥꯝꯂꯕ ꯔꯤꯁꯣꯔꯁꯁꯤꯡ ꯈꯣꯝꯖꯤꯟꯕ ꯑꯃꯁꯨꯡ ꯀꯣꯁꯃꯣꯁꯀꯤ ꯃꯇꯥꯡꯗ ꯃꯤꯑꯣꯏꯕꯒꯤ ꯂꯧꯁꯤꯡ ꯄꯥꯛꯊꯣꯛ ꯆꯥꯎꯊꯣꯛꯍꯟꯕꯅꯤ꯫ ꯒꯦꯝ ꯑꯁꯤ ꯍꯧꯕꯗꯥ ꯁ꯭ꯄꯦꯁꯀꯤ ꯃꯅꯨꯡꯗꯥ ꯆꯠꯅꯕ ꯁ꯭ꯄꯦꯁ ꯁꯇꯜ ꯑꯃ ꯄꯤꯒꯅꯤ꯫ ꯒ꯭ꯔꯍꯁꯤꯡꯒꯤ ꯃꯔꯛꯇ ꯂꯩꯕꯥ ꯑꯔꯥꯞꯄ ꯊꯥꯎ ꯆꯪꯕ ꯑꯃꯁꯨꯡ ꯂꯝꯕꯤꯗ ꯊꯦꯡꯅꯔꯛꯄ ꯌꯥꯕ ꯈꯨꯗꯣꯡꯊꯤꯕꯁꯤꯡ ꯑꯁꯤ ꯌꯦꯡꯂꯒ ꯅꯍꯥꯛꯀꯤ ꯂꯝꯕꯤ ꯑꯗꯨ ꯆꯦꯛꯁꯤꯟꯅ ꯊꯧꯔꯥꯡ ꯇꯧꯒꯗꯕꯅꯤ꯫ ꯅꯍꯥꯛꯅ ꯄ꯭ꯔꯣꯒ꯭ꯔꯦꯁ ꯇꯧꯔꯛꯄꯒ ꯂꯣꯢꯅꯥꯅ ꯅꯍꯥꯛꯀꯤ ꯁ꯭ꯄꯦꯁ ꯁꯇꯜ ꯑꯗꯨ ꯍꯦꯟꯅ ꯊꯥꯛ ꯋꯥꯡꯈꯠꯍꯟꯕ ꯑꯃꯁꯨꯡ ꯍꯦꯟꯅ ꯐꯕꯥ ꯇꯦꯛꯅꯣꯂꯣꯖꯤꯒ ꯂꯣꯢꯅꯅꯥ ꯁꯦꯝꯒꯠꯄ ꯌꯥꯕꯥ ꯑꯐꯕꯁꯤꯡ ꯐꯪꯒꯅꯤ꯫ ꯅꯍꯥꯛꯅ ꯊꯦꯡꯅꯔꯤꯕ ꯒ꯭ꯔꯍ ꯈꯨꯗꯤꯡꯃꯛꯀꯤ ꯑꯈꯟꯅꯕ ꯃꯒꯨꯟ ꯂꯩꯒꯅꯤ: ꯈꯔꯅ ꯃꯤꯅꯔꯦꯜꯁꯤꯡ ꯌꯥꯝꯅ ꯌꯥꯎꯕ ꯌꯥꯏ ꯑꯗꯨꯒ ꯑꯇꯩ ꯈꯔꯅ ꯃꯤꯑꯣꯏꯕꯅ ꯂꯩꯕ ꯌꯥꯕ ꯑꯀꯣꯢꯕꯒꯤ ꯐꯤꯕꯝ ꯑꯃ ꯂꯩꯕꯥ ꯌꯥꯏ꯫ ꯑꯗꯣꯝꯅ ꯒ꯭ꯔꯍꯁꯤꯡꯒꯤ ꯃꯇꯥꯡꯗ ꯄꯥꯎ ꯈꯣꯝꯖꯤꯟꯗꯨꯅ ꯀꯅꯥꯕꯨ ꯃꯈꯥ ꯇꯥꯅꯥ ꯊꯤꯖꯤꯟꯒꯗꯒꯦ ꯍꯥꯢꯕꯒꯤ ꯗꯔꯀꯥꯔ ꯑꯣꯏꯕꯥ ꯋꯥꯔꯦꯄꯁꯤꯡ ꯂꯧꯒꯗꯕꯅꯤ꯫ ꯑꯗꯨꯕꯨ ꯁꯦꯝ ꯁꯥꯗꯨꯅ ꯂꯩꯌꯨ ꯃꯔꯝꯗꯤ ꯁ꯭ꯄꯦꯁ ꯑꯦꯛꯁꯄ꯭ꯂꯣꯔꯦꯁꯟ ꯑꯁꯤ ꯌꯥꯝꯅ ꯂꯥꯏꯕ ꯊꯕꯛ ꯑꯃꯅꯤ꯫ ꯑꯀꯟꯕ ꯅꯣꯡꯖꯨ-ꯅꯨꯡꯁꯥꯒꯤ ꯐꯤꯚꯝ ꯌꯦꯛꯅꯕꯥ ꯑꯣꯏꯕꯥ ꯑꯦꯂꯤꯌꯟꯒꯤ ꯄꯨꯟꯁꯤꯒꯤ ꯃꯑꯣꯡ ꯑꯃꯁꯨꯡ ꯈꯨꯠꯂꯥꯢꯁꯤꯡꯒꯤ ꯑꯁꯣꯏ-ꯑꯉꯥꯝ ꯌꯥꯎꯗꯕ ꯑꯁꯤꯒꯨꯝꯕ ꯁꯤꯡꯅꯕꯁꯤꯡ ꯑꯁꯤ ꯅꯍꯥꯛꯅꯥ ꯃꯥꯌꯣꯛꯅꯒꯗꯕꯅꯤ꯫ ꯑꯗꯣꯝꯒꯤ ꯃꯤꯁꯟ ꯑꯁꯤ ꯃꯥꯢ ꯄꯥꯛꯄ ꯉꯝꯅꯕ ꯑꯗꯣꯝꯅ ꯑꯗꯣꯝꯒꯤ ꯋꯥꯈꯜꯗ ꯈꯟꯒꯗꯕꯅꯤ ꯑꯃꯁꯨꯡ ꯑꯐꯕ ꯑꯣꯏꯕ ꯋꯥꯔꯦꯞꯁꯤꯡ ꯂꯧꯒꯗꯕꯅꯤ꯫ ꯒꯦꯝ ꯑꯁꯤꯒꯤ ꯃꯅꯨꯡꯗ ꯅꯍꯥꯛꯅ ꯅꯍꯥꯛꯀꯤ ꯆꯠꯊꯔꯤꯕ ꯑꯗꯨ ꯃꯥꯡꯂꯣꯝꯗ ꯄꯨꯈꯠꯀꯗꯕꯥ ꯇꯣꯉꯥꯟ ꯇꯣꯉꯥꯟꯕ ꯄꯥꯟꯗꯝꯁꯤꯡ ꯃꯄꯨꯡ ꯐꯥꯍꯟꯕ ꯉꯝꯒꯅꯤ꯫ ꯑꯗꯣꯝꯅ ꯑꯇꯣꯞꯄ ꯑꯦꯁꯇ꯭ꯔꯣꯅꯣꯠꯁꯤꯡꯒꯥ ꯂꯣꯢꯅꯅꯥ ꯋꯥꯔꯤ ꯁꯥꯅꯕꯁꯨ ꯌꯥꯏ ꯑꯃꯁꯨꯡ ꯃꯈꯣꯢꯒ ꯄꯨꯟꯅ ꯊꯕꯛ ꯇꯧꯃꯤꯟꯅꯗꯨꯅ ꯑꯄꯨꯟꯕ ꯄꯥꯟꯗꯝꯁꯤꯡ ꯐꯪꯕꯥ ꯌꯥꯏ꯫ ꯑꯉꯛꯄ ꯒ꯭ꯔꯥꯐꯤꯛꯁ, ꯏꯃꯔꯁꯤꯕ ꯒꯦꯝꯄ꯭ꯂꯦ ꯑꯃꯁꯨꯡ ꯗꯥꯏꯅꯥꯃꯤꯛ ꯀꯟꯇꯦꯟꯇꯀ ꯂꯣꯢꯅꯅꯥ "ꯒꯦꯂꯦꯛꯇꯤꯛ ꯑꯦꯛꯁꯄꯤꯗꯤꯁꯟ"ꯅꯥ ꯑꯇꯣꯞꯄꯥ ꯑꯃꯠꯇꯒꯨꯝꯕꯥ ꯑꯦꯗꯚꯦꯟꯆꯔ ꯑꯃꯥ ꯄꯤꯔꯤ꯫ ꯑꯗꯣꯝꯅꯥ ꯌꯨꯅꯤꯚꯔꯁ ꯑꯁꯤꯕꯨ ꯊꯤꯖꯤꯟꯅꯕꯥ ꯑꯃꯁꯨꯡ ꯃꯁꯤꯒꯤ ꯊꯣꯏꯗꯣꯛꯄ ꯋꯥꯐꯝꯁꯤꯡ ꯈꯡꯗꯣꯛꯅꯕ ꯁꯦꯝ ꯁꯥꯔꯤꯕꯔꯥ?